ꯅꯍꯥꯁꯤꯡꯒꯤ ꯊꯕꯛ ꯐꯪꯗꯕꯒꯤ ꯃꯇꯥꯡꯗꯥ ꯄꯣꯂꯤꯁꯤ ꯔꯤꯀꯃꯦꯟꯗꯦꯁꯟ ꯑꯃꯥ ꯁꯦꯝꯕꯥ꯫ ꯅꯍꯥꯁꯤꯡꯒꯤ ꯊꯕꯛ ꯐꯪꯗꯕꯒꯤ ꯋꯥꯐꯝ ꯑꯁꯤ ꯀꯣꯀꯍꯟꯅꯕꯥ ꯑꯩꯈꯣꯌꯒꯤ ꯄꯣꯂꯤꯁꯤꯒꯤ ꯔꯤꯀꯃꯦꯟꯗꯦꯁꯟ ꯑꯁꯤ ꯃꯈꯥꯗꯥ ꯄꯤꯔꯤ: ꯑꯦꯖꯨꯀꯦꯁꯟ ꯑꯃꯁꯨꯡ ꯇ꯭ꯔꯦꯅꯤꯡꯒꯤ ꯈꯨꯗꯣꯡꯆꯥꯕꯁꯤꯡ ꯐꯪꯍꯅꯕꯥ ꯍꯦꯅꯒꯠꯍꯟꯅꯕꯥ: ꯁ꯭ꯀꯤꯂꯒꯤ ꯑꯋꯥꯠꯄꯥ ꯂꯩꯕꯁꯤꯡ ꯀꯣꯀꯍꯟꯅꯕꯥ ꯑꯃꯁꯨꯡ ꯅꯍꯥ ꯑꯣꯏꯔꯤꯕꯥ ꯃꯤꯑꯣꯏꯁꯤꯡꯒꯤ ꯊꯕꯛ ꯐꯪꯕꯒꯤ ꯈꯨꯗꯣꯡꯆꯥꯕꯥ ꯐꯒꯠꯍꯟꯅꯕꯥ, ꯑꯩꯈꯣꯌꯅꯥ ꯑꯦꯖꯨꯀꯦꯁꯟ ꯑꯃꯁꯨꯡ ꯚꯣꯀꯦꯁ꯭ꯅꯦꯜ ꯇ꯭ꯔꯦꯅꯤꯡꯒꯤ ꯈꯨꯗꯣꯡꯆꯥꯕꯥ ꯍꯦꯅꯒꯠꯍꯟꯅꯕꯥ ꯑꯃꯁꯨꯡ ꯐꯟꯗ ꯄꯤꯅꯕꯥ ꯔꯤꯀꯃꯦꯟꯗ ꯇꯧꯔꯤ꯫. ꯃꯁꯤꯗꯥ ꯑꯦꯞꯔꯦꯟꯇꯤꯁꯁꯤꯞ, ꯏꯟꯇꯔꯅꯁꯤꯞ, ꯋꯥꯔꯛ ꯑꯦꯛꯁꯄꯤꯔꯤꯑꯦꯟꯁ ꯄ꯭ꯔꯣꯒ꯭ꯔꯥꯃꯁꯤꯡ, ꯑꯃꯁꯨꯡ ꯍꯥꯏ-ꯗꯤꯃꯥꯟꯗ ꯏꯟꯗꯁ꯭ꯠꯔꯤꯁꯤꯡꯗꯥ ꯁꯣꯔꯠ ꯀꯣꯔꯁꯁꯤꯡꯒꯨꯝꯕꯥ ꯊꯧꯔꯥꯡꯁꯤꯡ ꯌꯥꯑꯣꯕꯥ ꯌꯥꯏ꯫ ꯑꯣꯟꯠꯔꯞꯔꯤꯅꯔꯁꯤꯞ ꯌꯣꯀꯈꯠꯄꯥ: ꯅꯍꯥꯁꯤꯡꯕꯨ ꯃꯈꯣꯌ ꯃꯁꯥꯒꯤ ꯕꯤꯖꯤꯅꯦꯁ ꯍꯧꯗꯣꯛꯅꯕꯥ ꯄꯨꯛꯅꯤꯡ ꯊꯧꯒꯠꯅꯕꯥ, ꯁ꯭ꯇꯥꯔꯠ-ꯑꯞ ꯐꯟꯗꯤꯡ, ꯃꯦꯟꯇꯔꯁꯤꯞ, ꯑꯃꯁꯨꯡ ꯁꯄꯣꯔꯠ ꯁꯔꯕꯤꯁꯁꯤꯡꯒꯤ ꯈꯨꯗꯣꯡꯆꯥꯕꯥ ꯄꯤꯅꯕꯥ ꯑꯩꯈꯣꯌꯅꯥ ꯇꯀꯁꯤꯜꯂꯤ꯫ ꯃꯁꯤꯗꯥ ꯅꯍꯥ ꯑꯣꯏꯔꯤꯕꯥ ꯑꯣꯟꯠꯔꯞꯔꯤꯅꯔꯁꯤꯡꯅꯥ ꯃꯈꯣꯌꯒꯤ ꯕꯤꯖꯤꯅꯦꯁꯁꯤꯡ ꯃꯥꯌ ꯄꯥꯛꯅꯥ ꯍꯧꯗꯣꯀꯄꯥ ꯑꯃꯁꯨꯡ ꯆꯥꯎꯈꯠꯍꯅꯕꯗꯥ ꯃꯊꯧ ꯇꯥꯕꯥ ꯁ꯭ꯀꯤꯂꯁꯤꯡ ꯁꯦꯃꯒꯠꯄꯗꯥ ꯃꯇꯦꯡ ꯄꯥꯡꯅꯕꯥ ꯒ꯭ꯔꯥꯟꯇꯁꯤꯡ, ꯂꯣ-ꯏꯟꯇꯔꯦꯁ꯭ꯠ ꯂꯣꯟ, ꯑꯃꯁꯨꯡ ꯇ꯭ꯔꯦꯅꯤꯡ ꯄ꯭ꯔꯣꯒ꯭ꯔꯥꯃꯁꯤꯡ ꯌꯥꯑꯣꯕꯥ ꯌꯥꯏ꯫ ꯊꯕꯛ ꯊꯤꯕꯥ ꯑꯃꯁꯨꯡ ꯊꯕꯛ ꯄꯤꯕꯒꯤ ꯃꯇꯦꯡ ꯃꯄꯥꯉ꯭ꯒꯜ ꯀꯅꯈꯠꯍꯅꯕꯥ: ꯅꯍꯥ ꯑꯣꯏꯔꯤꯕꯥ ꯊꯕꯛ ꯊꯤꯔꯤꯕꯁꯤꯡꯅꯥ ꯊꯕꯛ ꯐꯪꯕꯒꯤ ꯆꯥꯡ ꯍꯦꯅꯒꯠꯍꯟꯅꯕꯥ, ꯀꯦꯔꯤꯌꯔ ꯀꯥꯎꯟꯁꯦꯂꯤꯡ, ꯊꯕꯛ ꯊꯤꯕꯒꯤ ꯋꯥꯔꯀꯁꯣꯄꯁꯤꯡ, ꯑꯃꯁꯨꯡ ꯑꯣꯅꯂꯥꯏꯟ ꯊꯕꯛ ꯊꯤꯕꯒꯤ ꯈꯨꯠꯂꯥꯌꯁꯤꯡ ꯌꯥꯑꯣꯅꯥ ꯊꯕꯛ ꯊꯤꯕꯥ ꯑꯃꯁꯨꯡ ꯊꯕꯛ ꯊꯤꯕꯒꯤ ꯃꯇꯦꯡꯗꯥ ꯔꯤꯁꯣꯔꯁ ꯍꯦꯟꯅꯥ ꯊꯥꯗꯅꯕꯥ ꯑꯩꯈꯣꯌꯅꯥ ꯇꯀꯁꯤꯜꯂꯤ꯫ ꯄꯕ꯭ꯂꯤꯛ ꯏꯃꯞꯂꯣꯏꯃꯦꯟꯇ ꯄ꯭ꯔꯣꯒ꯭ꯔꯥꯃꯁꯤꯡ ꯄꯥꯀꯊꯣꯛ ꯆꯥꯎꯊꯣꯀꯍꯅꯕꯥ: ꯄ꯭ꯔꯥꯏꯕꯦꯠ ꯁꯦꯛꯇꯔꯗꯥ ꯊꯕꯛ ꯐꯪꯗꯕꯥ ꯃꯤꯑꯣꯏꯁꯤꯡꯗꯥ ꯃꯇꯝ ꯈꯔꯒꯤ ꯑꯣꯏꯕꯥ ꯊꯕꯛ ꯄꯤꯅꯕꯥ ꯅꯍꯥꯁꯤꯡꯗꯥ ꯄꯥꯟꯗꯝ ꯊꯝꯂꯤꯕꯥ ꯄꯕ꯭ꯂꯤꯛ ꯏꯃꯞꯂꯣꯏꯃꯦꯟꯇ ꯄ꯭ꯔꯣꯒ꯭ꯔꯥꯃꯁꯤꯡ ꯄꯥꯌꯈꯠꯅꯕꯥ ꯑꯩꯈꯣꯌꯅꯥ ꯇꯀꯁꯤꯜꯂꯤ꯫ ꯄ꯭ꯔꯣꯒ꯭ꯔꯥꯃꯁꯤꯡ ꯑꯁꯤꯒꯤ ꯃꯅꯨꯡꯗꯥ ꯀꯝꯌꯨꯅꯤꯇꯤ ꯗꯤꯚꯦꯂꯄꯃꯦꯟꯇ ꯄ꯭ꯔꯣꯖꯦꯛꯇꯁꯤꯡ, ꯄꯕ꯭ꯂꯤꯛ ꯋꯔꯀꯁ ꯄ꯭ꯔꯣꯖꯦꯛꯇꯁꯤꯡ, ꯑꯃꯁꯨꯡ ꯑꯦꯅꯚꯥꯏꯔꯅꯃꯦꯟꯇ ꯀꯟꯖꯥꯔꯕꯦꯁꯅꯒꯤ ꯊꯧꯔꯥꯡꯁꯤꯡ ꯌꯥꯎꯕꯥ ꯌꯥꯏ꯫ ꯊꯕꯛ ꯄꯤꯕꯒꯤ ꯁ꯭ꯠꯔꯀꯆꯔꯦꯜ ꯑꯃꯁꯨꯡ ꯁꯤꯁ꯭ꯇꯦꯃꯦꯇꯤꯛ ꯑꯣꯏꯕꯥ ꯑꯊꯤꯡꯕꯁꯤꯡ ꯀꯣꯀꯍꯟꯅꯕꯥ ꯈꯨꯗꯣꯡꯆꯥꯗꯕꯥ ꯀꯝꯌꯨꯅꯤꯇꯤꯁꯤꯡꯒꯤ ꯃꯅꯨꯡ ꯆꯅꯕꯥ ꯅꯍꯥꯁꯤꯡꯒꯤ ꯑꯣꯏꯅꯗꯤ, ꯄꯣꯂꯤꯁꯤ ꯑꯁꯤꯅꯥ ꯃꯈꯣꯌꯒꯤ ꯊꯕꯛ ꯐꯪꯕꯒꯤ ꯄ꯭ꯔꯣꯁ꯭ꯄꯦꯛꯇꯁꯤꯡꯗꯥ ꯃꯁꯤꯡ ꯌꯥꯃꯅꯥ ꯁꯣꯀꯍꯜꯂꯤꯕꯥ ꯁ꯭ꯠꯔꯀꯆꯔꯦꯜ ꯕꯦꯔꯤꯌꯔꯁꯤꯡ ꯂꯧꯊꯣꯛꯅꯕꯥ ꯄꯥꯟꯗꯝ ꯊꯃꯒꯗꯕꯅꯤ꯫ ꯃꯁꯤꯗꯥ ꯈꯦꯟꯅꯕꯥ ꯊꯝꯕꯒꯤ ꯊꯧꯑꯣꯡꯁꯤꯡ ꯊꯦꯡꯅꯅꯕꯥ ꯑꯃꯁꯨꯡ ꯍꯥꯏꯔꯤꯡꯒꯤ ꯊꯧꯑꯣꯡꯁꯤꯡꯗꯥ ꯋꯥꯈꯜ ꯋꯥꯕꯥ ꯍꯟꯊꯍꯟꯅꯕꯥ ꯊꯧꯔꯥꯡꯁꯤꯡ ꯌꯥꯑꯣꯕꯥ ꯌꯥꯏ꯫ ꯈꯣꯡꯊꯥꯡꯁꯤꯡ ꯑꯁꯤ ꯏꯃꯞꯂꯤꯃꯦꯟꯇ ꯇꯧꯕꯅꯥ ꯅꯍꯥꯁꯤꯡꯒꯤ ꯊꯕꯛ ꯐꯪꯗꯕꯒꯤ ꯆꯥꯡ ꯌꯥꯝꯅꯥ ꯍꯟꯊꯍꯅꯕꯥ ꯉꯃꯒꯅꯤ ꯑꯃꯁꯨꯡ ꯅꯍꯥꯁꯤꯡꯗꯥ ꯂꯦꯕꯔ ꯃꯥꯔꯀꯦꯠꯇꯥ ꯃꯥꯏꯄꯥꯛꯅꯕꯥ ꯃꯊꯧ ꯇꯥꯕꯥ ꯈꯨꯠꯂꯥꯌꯁꯤꯡ ꯑꯃꯁꯨꯡ ꯈꯨꯗꯣꯡꯆꯥꯕꯁꯤꯡ ꯐꯪꯍꯅꯕꯥ ꯉꯃꯒꯅꯤ ꯍꯥꯌꯅꯥ ꯑꯩꯈꯣꯌꯅꯥ ꯊꯥꯖꯩ꯫ ꯗꯦꯇꯥ ꯑꯦꯅꯣꯃꯦꯂꯤꯖꯃꯁꯤꯡ ꯊꯤꯅꯕꯒꯤꯗꯃꯛ ꯁꯤꯖꯤꯟꯅꯔꯤꯕꯥ ꯇꯦꯛꯅꯤꯀꯁꯤꯡꯒꯤ ꯃꯃꯤꯡ ꯊꯣꯅꯕꯤꯌꯨ꯫ ꯗꯦꯇꯥ ꯑꯦꯅꯣꯃꯦꯂꯤꯁꯤꯡ ꯑꯁꯤ ꯅꯣꯔꯃꯗꯒꯤ ꯌꯥꯝꯅꯥ ꯈꯦꯠꯅꯕꯥ ꯗꯦꯇꯥꯗꯥ ꯂꯩꯕꯥ ꯑꯆꯝꯕꯥ ꯅꯠꯠꯔꯒꯥ ꯊꯥꯖꯗꯕꯥ ꯃꯑꯣꯡꯁꯤꯡ, ꯊꯧꯗꯣꯀꯁꯤꯡ ꯅꯠꯠꯔꯒꯥ ꯑꯣꯕꯖꯥꯔꯕꯦꯁꯅꯁꯤꯡꯅꯤ꯫ ꯗꯦꯇꯥ ꯑꯦꯅꯣꯃꯦꯂꯤꯖꯃꯁꯤꯡ ꯊꯤꯕꯗꯥ ꯁꯤꯖꯤꯟꯅꯕꯥ ꯇꯦꯛꯅꯤꯛ ꯀꯌꯥ ꯂꯩ, ꯃꯈꯣꯌꯁꯤꯡ ꯑꯗꯨꯗꯤ: ꯁ꯭ꯇꯦꯇꯤꯁ꯭ꯇꯤꯀꯦꯜ ꯃꯦꯊꯗꯁꯤꯡ: ꯇꯦꯛꯅꯤꯛ ꯑꯁꯤꯅꯥ ꯃꯦꯊꯃꯦꯇꯤꯀꯦꯜ ꯃꯣꯗꯦꯂꯁꯤꯡ ꯑꯃꯁꯨꯡ ꯁ꯭ꯇꯦꯇꯤꯁ꯭ꯇꯤꯀꯦꯜ ꯇꯦꯁ꯭ꯇꯁꯤꯡ ꯁꯤꯖꯤꯟꯅꯗꯨꯅꯥ ꯊꯥꯖꯕꯥ ꯌꯥꯕꯥ ꯅꯣꯔꯃꯁꯤꯡꯗꯒꯤ ꯂꯥꯄꯊꯣꯀꯄꯥ ꯗꯦꯇꯥ ꯈꯉꯗꯣꯀꯄꯥ ꯌꯥꯑꯣꯏ꯫ ꯃꯦꯁꯤꯟ ꯂꯔꯅꯤꯡ: ꯃꯦꯁꯤꯟ ꯂꯔꯅꯤꯡ ꯑꯦꯂꯒꯣꯔꯤꯊꯃꯁꯤꯡ ꯑꯁꯤ ꯗꯦꯇꯥꯒꯤ ꯃꯅꯨꯡꯗꯥ ꯅꯣꯔꯃꯦꯜ ꯄꯦꯇꯔꯅꯁꯤꯡ ꯈꯉꯗꯣꯛꯅꯕꯥ ꯑꯃꯁꯨꯡ ꯑꯦꯅꯣꯃꯦꯂꯤ ꯑꯃꯠꯇꯥ ꯈꯉꯗꯣꯛꯅꯕꯥ ꯇ꯭ꯔꯦꯟ ꯇꯧꯕꯥ ꯌꯥꯏ꯫ ꯗꯦꯇꯥ ꯚꯤꯖꯨꯑꯦꯂꯥꯏꯖꯦꯁꯟ: ꯇꯦꯛꯅꯤꯛ ꯑꯁꯤꯅꯥ ꯗꯦꯇꯥ ꯑꯗꯨ ꯚꯤꯖꯨꯑꯦꯜ ꯑꯣꯏꯅꯥ ꯔꯤꯞꯔꯖꯦꯟꯇ ꯇꯧꯅꯕꯥ ꯒ꯭ꯔꯥꯐꯤꯀꯦꯜ ꯃꯦꯊꯗꯁꯤꯡ ꯁꯤꯖꯤꯟꯅꯩ, ꯃꯁꯤꯅꯥ ꯑꯥꯎꯠꯂꯥꯏꯔ ꯑꯃꯠꯇꯥ ꯅꯠꯠꯔꯒꯥ ꯑꯆꯝꯕꯥ ꯃꯑꯣꯡ ꯑꯃꯠꯇꯥ ꯎꯕꯥ ꯉꯃꯍꯜꯂꯤ꯫ ꯀ꯭ꯂꯁ꯭ꯇꯔ ꯑꯦꯅꯥꯂꯥꯏꯁꯤꯁ: ꯀ꯭ꯂꯁ꯭ꯇꯔ ꯑꯦꯅꯥꯂꯥꯏꯁꯤꯁ ꯁꯤꯖꯤꯟꯅꯗꯨꯅꯥ ꯗꯦꯇꯥ ꯑꯁꯤ ꯃꯥꯟꯅꯕꯥ ꯃꯑꯣꯡꯗꯥ ꯌꯨꯝꯐꯝ ꯑꯣꯏꯔꯒꯥ ꯒ꯭ꯔꯨꯞ ꯇꯧꯏ, ꯃꯁꯤꯅꯥ ꯑꯆꯝꯕꯥ ꯗꯦꯇꯥ ꯄꯣꯏꯟꯇ ꯑꯃꯠꯇꯥ ꯈꯉꯗꯣꯀꯄꯗꯥ ꯂꯥꯏꯊꯣꯀꯍꯜꯂꯤ꯫ ꯄ꯭ꯔꯣꯛꯁꯤꯃꯤꯇꯤꯗꯥ ꯌꯨꯝꯐꯝ ꯑꯣꯏꯕꯥ ꯄꯥꯝꯕꯩꯁꯤꯡ: ꯍꯥꯌꯔꯤꯕꯥ ꯄꯥꯝꯕꯩꯁꯤꯡ ꯑꯁꯤꯅꯥ ꯗꯦꯇꯥ ꯄꯣꯏꯟꯇꯁꯤꯡꯒꯤ ꯃꯔꯛꯇꯥ ꯂꯩꯕꯥ ꯑꯔꯥꯞꯄꯥ ꯑꯗꯨ ꯂꯦꯄꯊꯣꯛꯇꯨꯅꯥ ꯑꯦꯅꯣꯃꯦꯂꯤꯖꯃꯁꯤꯡ ꯈꯉꯗꯣꯀꯏ, ꯃꯔꯃꯗꯤ ꯃꯈꯣꯌ ꯑꯁꯤ ꯃꯍꯧꯁꯥꯅꯥ ꯑꯇꯣꯞꯄꯥ ꯗꯦꯇꯥ ꯄꯣꯏꯟꯇꯁꯤꯡꯗꯒꯤ ꯂꯥꯞꯅꯥ ꯂꯩꯒꯅꯤ꯫ ꯀ꯭ꯂꯥꯁꯤꯐꯤꯀꯦꯁꯅꯒꯤ ꯄꯥꯝꯕꯩꯁꯤꯡ: ꯈꯉꯂꯕꯥ ꯀ꯭ꯂꯥꯁ ꯅꯠꯔꯒꯥ ꯀꯦꯇꯦꯒꯣꯔꯤꯁꯤꯡ ꯁꯤꯖꯤꯟꯅꯗꯨꯅꯥ ꯗꯦꯇꯥ ꯑꯁꯤ ꯃꯁꯤꯒꯤ ꯃꯑꯣꯡ ꯃꯇꯧꯗꯥ ꯌꯨꯝꯐꯝ ꯑꯣꯏꯔꯒꯥ ꯀ꯭ꯂꯥꯁꯤꯐꯥꯏ ꯇꯧꯕꯥ ꯌꯥꯏ, ꯑꯃꯁꯨꯡ ꯀꯔꯤꯒꯨꯝꯕꯥ ꯃꯈꯣꯌꯅꯥ ꯊꯥꯖꯕꯥ ꯌꯥꯕꯥ ꯀ꯭ꯂꯥꯁ ꯅꯠꯔꯒꯥ ꯀꯦꯇꯦꯒꯣꯔꯤꯒꯤ ꯃꯅꯨꯡꯗꯥ ꯌꯥꯑꯣꯗꯕꯥ ꯑꯣꯏꯔꯕꯗꯤ ꯑꯦꯅꯣꯃꯦꯂꯤ ꯑꯃꯠꯇꯥ ꯈꯉꯗꯣꯀꯄꯥ ꯌꯥꯏ꯫